ꯁꯨꯄꯔꯚꯥꯏꯖ ꯇꯧꯔꯕꯥ ꯃꯦꯁꯤꯟ ꯂꯔꯅꯤꯡꯒꯤ ꯃꯈꯜ ꯑꯅꯤ ꯆꯥꯡꯗꯝꯅꯕꯥ ꯑꯃꯁꯨꯡ ꯀꯟꯇ꯭ꯔꯦꯁ ꯇꯧꯁꯤ꯫ ꯁꯨꯄꯔꯚꯥꯏꯖ ꯇꯧꯔꯕꯥ ꯃꯦꯁꯤꯟ ꯂꯔꯅꯤꯡ ꯑꯁꯤ ꯃꯦꯁꯤꯟ ꯂꯔꯅꯤꯡꯒꯤ ꯁꯕꯁꯦꯠ ꯑꯃꯅꯤ ꯃꯗꯨꯗꯥ ꯃꯣꯗꯦꯜ ꯑꯁꯤ ꯄ꯭ꯔꯤꯗꯤꯛꯁꯟ ꯅꯠꯇ꯭ꯔꯒꯥ ꯋꯥꯔꯦꯞ ꯂꯧꯅꯕꯥ ꯂꯦꯕꯦꯜ ꯇꯧꯔꯕꯥ ꯗꯦꯇꯥꯁꯦꯠ ꯑꯃꯗꯥ ꯇ꯭ꯔꯦꯟ ꯇꯧꯏ, ꯃꯗꯨ ꯇꯧꯅꯕꯥ ꯃꯌꯦꯛ ꯁꯦꯡꯅꯥ ꯄ꯭ꯔꯣꯒ꯭ꯔꯥꯝ ꯇꯧꯒꯗꯕꯅꯤ꯫ ꯃꯦꯁꯤꯟ ꯂꯔꯅꯤꯡꯒꯤ ꯃꯔꯨꯑꯣꯏꯕꯥ ꯃꯈꯜ ꯑꯅꯤ ꯂꯩ: ꯔꯤꯒ꯭ꯔꯦꯁꯟ ꯑꯃꯁꯨꯡ ꯀ꯭ꯂꯥꯁꯤꯐꯤꯀꯦꯁꯟꯅꯤ꯫ ꯔꯤꯒ꯭ꯔꯦꯁꯟ ꯑꯦꯅꯥꯂꯥꯏꯁꯤꯁ ꯑꯁꯤ ꯃꯅꯤꯡꯇꯝꯕꯥ ꯚꯦꯔꯤꯑꯦꯕꯜ ꯑꯃꯒꯤ ꯅꯠꯇ꯭ꯔꯒꯥ ꯀꯌꯥꯒꯤ ꯚꯦꯜꯂꯨꯗꯥ ꯌꯨꯝꯐꯝ ꯑꯣꯏꯗꯨꯅꯥ ꯂꯦꯞꯇꯅꯥ ꯊꯣꯛꯄꯥ ꯑꯥꯎꯠꯀꯝ ꯚꯦꯔꯤꯑꯦꯕꯜ ꯑꯃꯥ ꯗꯤꯄꯦꯟꯗꯦꯟꯇ ꯚꯦꯔꯤꯑꯦꯕꯜ ꯑꯃꯥ ꯄ꯭ꯔꯤꯗꯤꯛꯇ ꯇꯧꯕꯗꯥ ꯁꯤꯖꯤꯟꯅꯕꯥ ꯁꯨꯄꯔꯚꯥꯏꯖ ꯇꯧꯔꯕꯥ ꯃꯦꯁꯤꯟ ꯂꯔꯅꯤꯡ ꯑꯦꯜꯒꯣꯔꯤꯊꯝ ꯃꯈꯜ ꯑꯃꯅꯤ꯫ ꯈꯨꯗꯝ ꯑꯣꯏꯅꯥ, ꯆꯍꯤ ꯀꯌꯥꯒꯤ ꯑꯦꯛꯁꯄꯤꯔꯤꯑꯦꯟꯁ, ꯆꯍꯤ, ꯖꯦꯟꯗꯔ ꯑꯃꯁꯨꯡ ꯖꯥꯇꯤꯒꯨꯝꯕꯥ ꯐꯦꯛꯇꯔꯁꯤꯡꯗꯥ ꯌꯨꯝꯐꯝ ꯑꯣꯏꯗꯨꯅꯥ ꯃꯤꯑꯣꯏ ꯑꯃꯒꯤ ꯁꯦꯂꯔꯤꯒꯤ ꯃꯇꯥꯡꯗꯥ ꯂꯥꯎꯊꯣꯛꯄꯥꯒꯨꯝꯕꯗꯥ ꯁꯤꯖꯤꯟꯅꯩ꯫ ꯔꯤꯒ꯭ꯔꯦꯁꯟ ꯑꯦꯜꯒꯣꯔꯤꯊꯝꯁꯤꯡꯅꯥ ꯃꯅꯤꯡꯇꯝꯕꯥ ꯚꯦꯔꯤꯑꯦꯕꯜꯁꯤꯡ ꯍꯣꯡꯂꯛꯄꯒꯥ ꯂꯣꯏꯅꯅꯥ ꯗꯤꯄꯦꯟꯗꯦꯟꯇ ꯚꯦꯔꯤꯑꯦꯕꯜꯁꯤꯡ ꯑꯁꯤ ꯀꯔꯝꯅꯥ ꯍꯣꯡꯂꯛꯄꯒꯦ ꯍꯥꯏꯕꯗꯨ ꯈꯪꯗꯣꯛꯅꯕꯥ ꯃꯅꯤꯡꯇꯝꯕꯥ ꯑꯃꯁꯨꯡ ꯗꯤꯄꯦꯟꯗꯦꯟꯇ ꯚꯦꯔꯤꯑꯦꯕꯜꯁꯤꯡꯒꯤ ꯃꯔꯛꯇꯥ ꯂꯩꯔꯤꯕꯥ ꯃꯔꯤ ꯑꯗꯨ ꯃꯣꯗꯦꯜ ꯇꯧꯅꯕꯥ ꯍꯣꯠꯅꯩ꯫ ꯑꯃꯔꯣꯝꯗꯥ ꯀ꯭ꯂꯥꯁꯤꯐꯤꯀꯦꯁꯟ ꯑꯁꯤ ꯑꯇꯣꯞꯄꯥ ꯃꯈꯜ ꯑꯃꯒꯤ ꯁꯨꯄꯔꯚꯥꯏꯖ ꯇꯧꯔꯕꯥ ꯃꯦꯁꯤꯟ ꯂꯔꯅꯤꯡ ꯑꯦꯜꯒꯣꯔꯤꯊꯝ ꯑꯃꯅꯤ ꯃꯁꯤꯗꯥ ꯗꯦꯇꯥꯕꯨ ꯀ꯭ꯂꯥꯁ ꯅꯠꯇ꯭ꯔꯒꯥ ꯀꯦꯇꯦꯒꯣꯔꯤꯁꯤꯡꯗꯥ ꯇꯣꯉꯥꯟꯅꯥ ꯊꯝꯕꯥ ꯃꯣꯗꯦꯜ ꯑꯃꯥ ꯁꯦꯝꯒꯠꯄꯥ ꯌꯥꯎꯏ꯫ ꯃꯁꯤꯒꯤ ꯑꯦꯜꯒꯣꯔꯤꯊꯝ ꯑꯁꯤ ꯗꯤꯁꯀ꯭ꯔꯤꯠ ꯅꯠꯇ꯭ꯔꯒꯥ ꯀꯦꯇꯦꯒꯣꯔꯤꯒꯤ ꯑꯣꯏꯕꯥ ꯗꯤꯄꯦꯟꯗꯦꯟꯇ ꯚꯦꯔꯤꯑꯦꯕꯜꯁꯤꯡꯒꯥ ꯂꯣꯏꯅꯅꯥ ꯁꯤꯖꯤꯟꯅꯩ꯫ ꯈꯨꯗꯝ ꯑꯣꯏꯅꯥ, ꯏꯃꯦꯜ ꯑꯃꯅꯥ ꯁ꯭ꯄꯦꯝ ꯑꯣꯏꯕ꯭ꯔꯥ ꯅꯠꯇ꯭ꯔꯒꯥ ꯁ꯭ꯄꯦꯝ ꯑꯣꯏꯗꯕ꯭ꯔꯥ ꯍꯥꯏꯕꯗꯨ ꯂꯥꯎꯊꯣꯛꯄꯥꯒꯨꯝꯕꯗꯥ ꯁꯤꯖꯤꯟꯅꯩ꯫ ꯃꯁꯤꯒꯤ ꯀꯦꯁ ꯑꯁꯤꯗꯥ, ꯑꯦꯜꯒꯣꯔꯤꯊꯝ ꯑꯗꯨꯅꯥ ꯏꯃꯦꯜ ꯑꯃꯕꯨ ꯁ꯭ꯄꯦꯝ ꯑꯣꯏꯕꯥ ꯅꯠꯇ꯭ꯔꯒꯥ ꯁ꯭ꯄꯦꯝ ꯑꯣꯏꯗꯕꯥ ꯌꯥꯕꯒꯤ ꯑꯣꯏꯊꯣꯛꯄꯥ ꯑꯗꯨ ꯏꯃꯦꯜ ꯑꯗꯨꯒꯤ ꯑꯀꯛꯅꯕꯥ ꯀꯟꯇꯦꯟꯇ ꯑꯃꯁꯨꯡ ꯀꯟꯇꯦꯛꯁ ꯑꯗꯨ ꯍꯥꯏꯕꯗꯤ ꯀꯤ-ꯋꯥꯔꯗ, ꯐ꯭ꯔꯦꯖ ꯅꯠꯇ꯭ꯔꯒꯥ ꯑꯇꯩ ꯐꯤꯆꯔꯁꯤꯡꯗꯥ ꯌꯨꯝꯐꯝ ꯑꯣꯏꯗꯨꯅꯥ ꯂꯦꯞꯊꯣꯛꯀꯗꯕꯅꯤ꯫ ꯈꯪꯖꯤꯟꯒꯗꯕꯥ ꯑꯃꯅꯥ, ꯔꯤꯒ꯭ꯔꯦꯁꯟ ꯑꯃꯁꯨꯡ ꯀ꯭ꯂꯥꯁꯤꯐꯤꯀꯦꯁꯟꯒꯤ ꯃꯔꯛꯇꯥ ꯂꯩꯕꯥ ꯃꯔꯨꯑꯣꯏꯕꯥ ꯈꯦꯠꯅꯕꯥ ꯑꯁꯤ ꯔꯤꯒ꯭ꯔꯦꯁꯟꯅꯥ ꯂꯦꯞꯇꯅꯥ ꯚꯦꯜꯂꯨꯁꯤꯡ ꯂꯥꯎꯊꯣꯛꯄꯗꯥ ꯃꯤꯠꯌꯦꯡ ꯊꯝꯂꯤ ꯑꯗꯨꯒꯥ ꯀ꯭ꯂꯥꯁꯤꯐꯤꯀꯦꯁꯟꯅꯥ ꯗꯤꯁꯀ꯭ꯔꯤꯠ ꯅꯠꯇ꯭ꯔꯒꯥ ꯀꯦꯇꯦꯒꯣꯔꯤꯒꯤ ꯑꯣꯏꯕꯥ ꯚꯦꯜꯂꯨꯁꯤꯡ ꯂꯥꯎꯊꯣꯛꯄꯗꯥ ꯃꯤꯠꯌꯦꯡ ꯊꯝꯂꯤ꯫ ꯃꯁꯤꯒꯤ ꯃꯊꯛꯇꯥ, ꯑꯦꯜꯒꯣꯔꯤꯊꯝ ꯃꯈꯜ ꯑꯅꯤꯃꯛ ꯑꯁꯤ ꯄ꯭ꯔꯤꯗꯤꯛꯁꯟꯒꯤꯗꯃꯛꯇꯥ ꯁꯤꯖꯤꯟꯅꯔꯕꯁꯨ, ꯃꯈꯣꯏꯅꯥ ꯄ꯭ꯔꯤꯗꯤꯛꯁꯟ ꯇꯧꯕꯒꯤ ꯃꯑꯣꯡ ꯑꯁꯤꯁꯨ ꯇꯣꯉꯥꯜꯂꯤ; ꯔꯤꯒ꯭ꯔꯦꯁꯟꯅꯥ ꯗꯤꯄꯦꯟꯗꯦꯟꯇ ꯚꯦꯔꯤꯑꯦꯕꯜ ꯑꯃꯁꯨꯡ ꯃꯅꯤꯡꯇꯝꯕꯥ ꯚꯦꯔꯤꯑꯦꯕꯜꯒꯤ ꯃꯔꯛꯇꯥ ꯂꯩꯔꯤꯕꯥ ꯃꯔꯤ ꯑꯗꯨ ꯃꯣꯗꯦꯜ ꯇꯧꯗꯨꯅꯥ ꯚꯦꯜꯂꯨꯁꯤꯡ ꯄ꯭ꯔꯤꯗꯤꯛꯇ ꯇꯧꯏ, ꯑꯗꯨꯒꯥ ꯀ꯭ꯂꯥꯁꯤꯐꯤꯀꯦꯁꯟꯅꯥ ꯗꯦꯇꯥ ꯑꯗꯨ ꯀ꯭ꯂꯥꯁ ꯅꯠꯇꯔꯒꯥ ꯀꯦꯇꯦꯒꯣꯔꯤꯁꯤꯡꯗꯥ ꯇꯣꯉꯥꯟꯅꯥ ꯈꯥꯏꯗꯣꯛꯏ꯫ ꯂꯩꯕꯥꯛ ꯑꯃꯗꯤ ꯆꯍꯤ ꯑꯃꯥ ꯄꯤꯔꯒꯥ, ꯆꯍꯤ ꯑꯗꯨꯗꯥ ꯂꯩꯕꯥꯛ ꯑꯗꯨꯒꯤ ꯃꯤꯁꯤꯡ ꯊꯤꯕꯗ ꯁꯤꯖꯤꯟꯅꯩ꯫